ꯃꯥꯏꯄꯥꯛꯅ ꯕꯤꯖꯤꯅꯦꯁ ꯑꯃ ꯍꯧꯕꯒ ꯃꯔꯤ ꯂꯩꯅꯕ ꯇꯤꯞꯁ ꯃꯉꯥ ꯂꯤꯁ꯭ꯠ ꯇꯧꯕꯤꯌꯨ꯫ ꯑꯀꯨꯞꯄ ꯕꯤꯖꯤꯅꯦꯁ ꯄ꯭ꯂꯥꯟ ꯑꯃ ꯁꯦꯝꯒꯠꯄ ꯌꯥꯝꯅ ꯐꯖꯅ ꯏꯕ ꯕꯤꯖꯤꯅꯦꯁ ꯄ꯭ꯂꯥꯟ ꯑꯃꯅ ꯅꯍꯥꯛꯀꯤ ꯀꯝꯄꯦꯅꯤꯒꯤ ꯃꯤꯁꯟ, ꯄꯥꯟꯗꯝꯁꯤꯡ ꯑꯃꯁꯨꯡ ꯁ꯭ꯇꯔꯦꯇꯦꯖꯤ ꯑꯗꯨ ꯐꯣꯡꯗꯣꯛꯀꯅꯤ, ꯃꯁꯤꯒ ꯂꯣꯏꯅꯅ ꯊꯣꯛꯄ ꯌꯥꯕ ꯑꯊꯤꯡꯕꯁꯤꯡ ꯑꯗꯨ ꯌꯦꯡꯁꯤꯟꯒꯅꯤ ꯑꯃꯁꯨꯡ ꯄꯥꯎꯈꯨꯝ ꯄꯤꯒꯅꯤ꯫ ꯗꯣꯀꯨꯃꯦꯟꯇ ꯑꯁꯤꯅ ꯐꯟꯗ ꯁꯣꯏꯗꯅ ꯐꯪꯍꯟꯕꯗꯁꯨ ꯃꯔꯨ ꯑꯣꯏꯒꯅꯤ, ꯃꯔꯝ ꯑꯗꯨꯅ ꯃꯁꯤꯕꯨ ꯑꯆꯨꯝꯕ ꯃꯑꯣꯡꯗ ꯐꯪꯅꯕ ꯃꯇꯝ ꯂꯧꯕ ꯑꯁꯤ ꯌꯥꯝꯅ ꯃꯔꯨꯑꯣꯏ꯫ ꯃꯥꯔꯀꯦꯠ ꯔꯤꯁꯔꯆ ꯄꯥꯡꯊꯣꯛꯄꯥ: ꯅꯍꯥꯛꯀꯤ ꯇꯥꯔꯒꯦꯠ ꯃꯥꯔꯀꯦꯠ, ꯅꯍꯥꯛꯀꯤ ꯀꯝꯄꯤꯇꯤꯁꯟ, ꯑꯃꯁꯨꯡ ꯅꯍꯥꯛꯀꯤ ꯀꯁ꯭ꯇꯃꯔꯁꯤꯡꯒꯤ ꯃꯊꯧ ꯇꯥꯕꯁꯤꯡ ꯑꯗꯨ ꯈꯪꯗꯣꯛꯅꯕ ꯃꯇꯝ ꯄꯨꯝꯅꯃꯛꯇ ꯅꯍꯥꯛꯀꯤ ꯍꯣꯝ ꯋꯥꯔꯛ ꯇꯧꯕꯤꯌꯨ꯫ ꯏꯟꯐꯣꯔꯃꯦꯁꯟ ꯑꯁꯤ ꯌꯥꯎꯗꯅ, ꯏꯟꯐꯣꯔꯃꯦꯁꯟ ꯌꯥꯎꯔꯕ ꯕ꯭ꯌꯨꯖꯤꯅꯦꯁ ꯋꯥꯔꯦꯞꯁꯤꯡ ꯂꯧꯕ, ꯃꯥꯏꯄꯥꯛꯅ ꯄ꯭ꯔꯗꯛ ꯅꯠꯇ꯭ꯔꯒ ꯁꯔꯚꯤꯁ ꯑꯃ ꯁꯦꯝꯕ ꯅꯠꯇ꯭ꯔꯒ ꯏꯐꯦꯛꯇꯤꯚ ꯑꯣꯏꯕ ꯃꯥꯔꯀꯦꯇꯤꯡ ꯁ꯭ꯇꯔꯥꯇꯦꯖꯤ ꯑꯃ ꯁꯦꯝꯕ ꯍꯥꯏꯕꯁꯤ ꯁꯤꯡꯅꯕ ꯑꯃ ꯑꯣꯏꯒꯅꯤ꯫ ꯑꯆꯨꯝꯕ ꯐꯟꯗ ꯊꯤꯕ: ꯕꯤꯖꯤꯅꯦꯁ ꯑꯃ ꯍꯧꯗꯣꯛꯄ ꯑꯁꯤ ꯃꯃꯜ ꯌꯥꯝꯅ ꯆꯪꯕ ꯌꯥꯏ, ꯃꯔꯝ ꯑꯗꯨꯅ ꯅꯍꯥꯛꯅ ꯍꯧꯗꯣꯛꯇ꯭ꯔꯤꯉꯩ ꯃꯃꯥꯡꯗ ꯅꯍꯥꯛꯀꯤ ꯐꯥꯏꯅꯥꯟꯁꯤꯡ ꯑꯣꯞꯁꯟ ꯄꯨꯝꯅꯃꯛ ꯊꯤꯖꯤꯟꯕ ꯑꯁꯤ ꯌꯥꯝꯅ ꯃꯔꯨꯑꯣꯏ꯫ ꯃꯁꯤꯗ ꯑꯄꯤꯛꯄ ꯕꯤꯖꯤꯅꯦꯁ ꯂꯣꯟ, ꯑꯦꯟꯖꯦꯜ ꯏꯟꯚꯦꯁ꯭ꯇꯔ, ꯅꯠꯇ꯭ꯔꯒ ꯀ꯭ꯔꯥꯎꯗꯐꯟꯗꯤꯡ ꯐꯥꯎꯕ ꯌꯥꯎꯕ ꯌꯥꯏ꯫ ꯀꯅꯥꯒꯨꯝꯕ ꯑꯃꯠꯇꯅ ꯃꯥꯏꯄꯥꯛꯄ ꯕꯤꯖꯤꯅꯦꯁ ꯑꯃ ꯁꯦꯝꯒꯠꯄ ꯉꯝꯂꯣꯏ꯫ ꯑꯣꯟꯇ꯭ꯔꯄ꯭ꯔꯤꯅꯔꯁꯤꯞꯀꯤ ꯑꯋꯥꯠꯄ ꯑꯃꯁꯨꯡ ꯑꯋꯥꯕ ꯀꯌꯥꯒꯤ ꯃꯔꯛꯇ ꯅꯍꯥꯛꯄꯨ ꯃꯇꯦꯡ ꯄꯥꯡꯒꯗꯕ ꯀꯠꯊꯣꯛꯂꯕ ꯑꯃꯁꯨꯡ ꯍꯩꯊꯣꯏ-ꯁꯤꯡꯊꯣꯏꯔꯕ ꯏꯝꯄ꯭ꯂꯣꯌꯤꯁꯤꯡ ꯑꯃꯁꯨꯡ ꯑꯦꯗꯚꯥꯏꯖꯔꯁꯤꯡꯒꯤ ꯀꯥꯡꯕꯨ ꯑꯃꯒ ꯂꯣꯏꯅꯅ ꯅꯍꯥꯛꯄꯨ ꯀꯨꯞꯁꯤꯜꯂꯨ꯫ ꯕꯤꯖꯤꯅꯦꯁ ꯋꯥꯔꯜꯗ ꯑꯁꯤ ꯂꯦꯞꯇꯅ ꯍꯦꯟꯒꯠꯂꯛꯂꯤ, ꯑꯃꯁꯨꯡ ꯉꯔꯥꯡ ꯊꯕꯛ ꯇꯧꯈꯤꯕ ꯑꯗꯨꯅ ꯍꯌꯦꯡ ꯊꯕꯛ ꯑꯣꯏꯅ ꯄꯥꯡꯊꯣꯛꯄ ꯉꯝꯗꯕ ꯌꯥꯏ꯫ ꯃꯥꯏ ꯄꯥꯛꯂꯕ ꯕꯤꯖꯤꯅꯦꯁ ꯑꯣꯅꯔꯁꯤꯡꯅ ꯑꯅꯧꯕ ꯁꯤꯡꯅꯕ ꯅꯠꯇ꯭ꯔꯒ ꯈꯨꯗꯣꯡꯆꯥꯕꯁꯤꯡ ꯊꯦꯡꯅꯔꯛꯄ ꯃꯇꯝꯗ ꯄꯤꯚꯠ ꯇꯧꯕ ꯉꯝꯃꯤ, ꯑꯃꯁꯨꯡ ꯃꯇꯝ ꯄꯨꯝꯅꯃꯛꯇꯥ ꯑꯍꯣꯡꯕ ꯄꯨꯔꯛꯅꯕ ꯑꯃꯁꯨꯡ ꯑꯅꯧꯕ ꯄꯨꯊꯣꯛꯅꯕ ꯄꯥꯝꯕꯩꯁꯤꯡ ꯊꯤꯔꯤ꯫ ꯁꯣꯂꯥꯔ ꯑꯦꯅꯔꯖꯤ ꯁꯤꯖꯤꯟꯅꯕꯅ ꯀꯥꯟꯅꯒꯗꯕ ꯐꯤꯚꯝ ꯑꯃ ꯐꯣꯡꯗꯣꯛꯄꯤꯌꯨ꯫ ꯁꯣꯂꯥꯔ ꯑꯦꯅꯔꯖꯤ ꯑꯁꯤ ꯃꯔꯨꯑꯣꯏꯅ ꯇ꯭ꯔꯦꯗꯤꯁꯅꯦꯜ ꯏꯂꯦꯛꯇ꯭ꯔꯤꯁꯤꯇꯤ ꯁꯣꯔꯁꯁꯤꯡ ꯐꯪꯗꯕ ꯅꯠꯇ꯭ꯔꯒ ꯁꯤꯖꯤꯟꯅꯕ ꯌꯥꯗꯕ ꯐꯤꯚꯝꯁꯤꯡꯗ, ꯍꯥꯏꯕꯗꯤ ꯔꯤꯃꯣꯠ ꯂꯣꯀꯦꯁꯟꯁꯤꯡꯗ ꯀꯥꯟꯅꯕ ꯄꯤ꯫ ꯈꯨꯗꯝ ꯑꯣꯏꯅ, ꯈ꯭ꯕꯥꯏꯗꯒꯤ ꯅꯛꯄ ꯄꯥꯋꯔ ꯒ꯭ꯔꯤꯗꯇꯒꯤ ꯌꯥꯝꯅ ꯂꯥꯞꯅ ꯂꯩꯕ ꯂꯧꯎ-ꯁꯤꯡꯎꯒꯤ ꯈꯨꯡꯒꯪ ꯑꯃ ꯈꯟꯅꯕꯤꯌꯨ꯫ ꯆꯍꯤ ꯀꯌꯥꯗꯒꯤ ꯈꯨꯜꯒꯪꯒꯤ ꯃꯤꯌꯥꯝꯅ ꯃꯈꯣꯏꯒꯤ ꯃꯩꯒꯤ ꯃꯊꯧ ꯇꯥꯕꯁꯤꯡꯒꯤꯗꯃꯛ ꯗꯤꯖꯜ ꯖꯦꯅꯦꯔꯦꯇꯔꯁꯤꯡꯗ ꯊꯥꯖꯕ ꯊꯝꯂꯤ, ꯐ꯭ꯌꯨꯑꯦꯜꯒꯤ ꯃꯃꯜ ꯌꯥꯝꯅ ꯆꯪꯕ ꯑꯃꯁꯨꯡ ꯊꯥꯖꯕ ꯌꯥꯗꯕ ꯁꯄ꯭ꯂꯥꯏꯒꯨꯝꯕ ꯁꯤꯡꯅꯕ ꯀꯌꯥ ꯃꯥꯌꯣꯛꯅꯔꯤ꯫ ꯑꯗꯨꯝ ꯑꯣꯏꯅꯃꯛ ꯁꯣꯂꯥꯔ ꯄꯦꯅꯦꯜꯁꯤꯡ ꯊꯝꯕꯒ ꯂꯣꯏꯅꯅ ꯈꯨꯡꯒꯪ ꯑꯁꯤꯅ ꯍꯧꯖꯤꯛꯇꯤ ꯅꯨꯃꯤꯠꯀꯤ ꯃꯉꯥꯜꯗꯒꯤ ꯃꯁꯥꯒꯤ ꯑꯣꯏꯕ ꯁꯦꯡꯂꯕ ꯑꯃꯁꯨꯡ ꯔꯤꯅ꯭ꯌꯨꯑꯦꯕꯜ ꯏꯅꯔꯖꯤ ꯄꯨꯊꯣꯛꯄ ꯉꯝꯂꯦ꯫ ꯃꯁꯤꯅ ꯃꯩꯒꯤ ꯇꯨꯡ ꯀꯣꯏꯅ ꯆꯠꯀꯗꯕ ꯁꯣꯔꯁ ꯑꯃ ꯄꯤꯕꯇꯥ ꯅꯠꯇꯅ ꯐ꯭ꯌꯨꯑꯦꯜꯒꯤ ꯃꯃꯜꯗ ꯁꯦꯟ ꯀꯟꯕ ꯉꯝꯃꯤ, ꯀꯥꯔꯕꯣꯟ ꯊꯥꯗꯣꯛꯄ ꯍꯟꯊꯍꯜꯂꯤ ꯑꯃꯁꯨꯡ ꯅꯨꯡꯁꯤꯠꯀꯤ ꯃꯒꯨꯟ ꯐꯒꯠꯍꯜꯂꯤ꯫ ꯃꯁꯤꯒꯤ ꯃꯊꯛꯇ, ꯈꯨꯡꯒꯪ ꯑꯁꯤꯗ ꯄꯣꯔꯇꯦꯕꯜ ꯁꯣꯂꯥꯔ ꯂꯦꯟꯇꯦꯟ ꯑꯃꯁꯨꯡ ꯆꯥꯔꯖꯔꯁꯤꯡ ꯁꯤꯖꯤꯟꯅꯕꯅ ꯁꯦꯐꯇꯤꯁꯨ ꯐꯒꯠꯍꯟꯕ ꯉꯝꯒꯅꯤ ꯑꯃꯁꯨꯡ ꯆꯥꯛ ꯊꯣꯡꯕ, ꯃꯍꯩ-ꯃꯁꯤꯡ ꯇꯝꯕ, ꯑꯃꯁꯨꯡ ꯍꯦꯜꯊꯀꯦꯌꯔ ꯁꯔꯚꯤꯁꯁꯤꯡꯒꯨꯝꯕꯥ ꯇꯉꯥꯏ ꯐꯗꯕ ꯊꯕꯛꯁꯤꯡꯒꯤꯗꯃꯛ ꯃꯉꯥꯜ ꯑꯃꯁꯨꯡ ꯄꯥꯌꯔ ꯄꯤꯕꯥ ꯉꯝꯒꯅꯤ꯫ ꯑꯄꯨꯟꯕ ꯑꯣꯏꯅ ꯁꯣꯂꯥꯔ ꯏꯅꯔꯖꯤ ꯑꯁꯤ ꯃꯄꯥꯡꯒꯜ ꯀꯟꯕ ꯁꯣꯂꯨꯁꯟ ꯑꯃꯅꯤ ꯃꯗꯨꯅ ꯃꯅꯨꯡ ꯍꯟꯖꯤꯟꯕ ꯑꯃꯁꯨꯡ ꯑꯟꯗꯔ-ꯁꯥꯔꯚꯤꯁ ꯂꯩꯕ ꯃꯐꯝꯁꯤꯡꯗ ꯂꯩꯕ ꯃꯤꯑꯣꯏꯁꯤꯡꯅ ꯑꯁꯦꯡꯕ, ꯊꯥꯖꯕ ꯌꯥꯕ ꯑꯃꯁꯨꯡ ꯃꯃꯜ ꯍꯣꯡꯕ ꯃꯩ ꯐꯪꯍꯟꯕ ꯉꯝꯍꯜꯂꯤ꯫